ꯑꯣꯔꯒꯥꯅꯥꯏꯖꯦꯁꯟ ꯑꯃꯒꯤ ꯁꯥꯏꯕꯔ ꯑꯦꯇꯦꯛꯁꯤꯡꯒꯤ ꯈꯨꯗꯣꯡꯊꯤꯅꯤꯉꯥꯏ ꯑꯣꯏꯕꯁꯤꯡ ꯑꯗꯨ ꯑꯦꯁꯦꯁ ꯇꯧꯅꯕꯒꯤ ꯁ꯭ꯇꯦꯞꯁꯤꯡ ꯑꯗꯨ ꯈꯪꯗꯣꯛꯎ꯫ ꯁꯥꯏꯕꯔ ꯑꯦꯇꯦꯛꯁꯤꯡꯗꯥ ꯑꯣꯔꯒꯥꯅꯥꯏꯖꯦꯁꯟ ꯑꯃꯒꯤ ꯈꯨꯗꯣꯡꯊꯤꯅꯤꯉꯥꯏ ꯑꯣꯏꯕꯁꯤꯡ ꯑꯗꯨ ꯑꯦꯁꯦꯁ ꯇꯧꯕꯗꯥ ꯁ꯭ꯇꯦꯞ ꯀꯌꯥ ꯌꯥꯎꯏ꯫ ꯃꯈꯣꯏꯗꯨꯒꯤ ꯃꯅꯨꯡꯗꯥ ꯃꯈꯥꯗꯥ ꯄꯤꯔꯤꯕꯁꯤꯡꯁꯤ ꯌꯥꯎꯏ, ꯑꯗꯨꯕꯨ ꯃꯈꯣꯏꯗꯨꯗ ꯂꯤꯃꯤꯠ ꯇꯧꯗꯦ: ꯑꯦꯁꯦꯁꯁꯤꯡ ꯑꯃꯁꯨꯡ ꯄꯣꯇꯦꯟꯁꯤꯑꯦꯜ ꯊ꯭ꯔꯦꯠꯁꯤꯡ ꯈꯪꯗꯣꯛꯄꯥ: ꯚꯜꯅꯦꯔꯦꯕꯤꯂꯤꯇꯤ ꯑꯗꯨ ꯑꯦꯁꯦꯁ ꯇꯧꯕꯒꯤ ꯑꯍꯥꯟꯕ ꯈꯣꯡꯊꯥꯡꯗꯤ ꯑꯣꯔꯒꯥꯅꯥꯏꯖꯦꯁꯟ ꯑꯗꯨꯒꯤ ꯗꯤꯖꯤꯇꯦꯜ ꯑꯦꯁꯦꯇꯁꯤꯡ, ꯍꯥꯏꯕꯗꯤ ꯁꯔꯚꯔ, ꯂꯦꯞ ꯇꯣꯞ, ꯗꯦꯇꯥꯕꯦꯖꯁꯤꯡ ꯑꯁꯤ ꯈꯪꯗꯣꯛꯄꯅꯤ꯫ꯑꯃꯁꯨꯡ ꯁꯣꯐꯋꯦꯌꯔ ꯌꯥꯎꯔꯤ꯫ ꯃꯁꯤꯗ ꯐꯤꯁꯤꯡ ꯑꯦꯇꯦꯛꯁꯤꯡ, ꯃꯥꯜꯋꯥꯌꯔ, ꯑꯃꯁꯨꯡ ꯍꯦꯀꯤꯡꯒꯤ ꯍꯣꯠꯅꯕꯁꯤꯡ ꯑꯁꯤꯅꯆꯤꯡꯕ ꯑꯦꯁꯦꯠꯁꯤꯡ ꯑꯁꯤꯒꯤ ꯑꯣꯏꯊꯣꯛꯄ ꯌꯥꯕ ꯈꯨꯗꯣꯡꯊꯤꯕꯁꯤꯡ ꯈꯪꯗꯣꯛꯄꯁꯨ ꯌꯥꯎꯏ꯫ ꯍꯧꯖꯤꯛ ꯂꯩꯔꯤꯕꯥ ꯁꯦꯛꯌꯨꯔꯤꯇꯤꯒꯤ ꯊꯧꯔꯥꯡꯁꯤꯡ ꯏꯚꯥꯂꯨꯑꯦꯠ ꯇꯧꯕꯥ: ꯃꯊꯪꯗꯥ ꯑꯣꯔꯒꯅꯥꯏꯖꯦꯁꯟ ꯑꯁꯤꯒꯤ ꯗꯤꯖꯤꯇꯦꯜ ꯑꯦꯁꯦꯠꯁꯤꯡ ꯉꯥꯛꯊꯣꯛꯅꯕꯥ ꯍꯧꯖꯤꯛ ꯂꯩꯔꯤꯕꯥ ꯁꯦꯛꯌꯨꯔꯤꯇꯤꯒꯤ ꯊꯧꯔꯥꯡꯁꯤꯡ ꯑꯁꯤ ꯏꯚꯥꯂꯨꯑꯦꯠ ꯇꯧꯕꯥ ꯑꯁꯤ ꯌꯥꯝꯅꯥ ꯃꯔꯨꯑꯣꯏ꯫ ꯃꯁꯤꯗꯥ ꯐꯥꯏꯌꯔꯋꯥꯜ, ꯑꯦꯟꯇꯤꯚꯥꯏꯔꯁ ꯁꯣꯐꯋꯥꯌꯔ, ꯑꯃꯁꯨꯡ ꯏꯝꯄꯂꯣꯌꯤ ꯇ꯭ꯔꯦꯅꯤꯡ ꯌꯥꯎꯔꯤ꯫ ꯈꯣꯡꯊꯥꯡꯁꯤꯡ ꯑꯁꯤꯒꯤ ꯑꯋꯥꯠꯄ ꯅꯠꯇ꯭ꯔꯒꯥ ꯑꯋꯥꯠꯄꯥ ꯑꯃꯍꯦꯛꯇꯅ ꯑꯣꯔꯒꯥꯅꯥꯏꯖꯦꯁꯟ ꯑꯗꯨꯒꯤ ꯁꯥꯏꯕꯔ ꯑꯦꯇꯦꯛꯁꯤꯡꯒꯤ ꯈꯨꯗꯣꯡꯊꯤꯕ ꯍꯦꯟꯒꯠꯍꯜꯂꯤ꯫ ꯚꯂꯅꯦꯔꯦꯕꯤꯂꯤꯇꯤ ꯁ꯭ꯀꯦꯟ ꯑꯃꯁꯨꯡ ꯄꯦꯅꯦꯇꯔꯦꯁꯟ ꯇꯦꯁꯇꯤꯡ ꯄꯥꯡꯊꯣꯛꯄꯥ: ꯚꯜꯅꯦꯔꯦꯕꯤꯂꯤꯇꯤ ꯁ꯭ꯀꯦꯟ ꯑꯃꯁꯨꯡ ꯄꯦꯅꯦꯇꯔꯦꯁꯟ ꯇꯦꯁꯇꯤꯡꯅ ꯑꯦꯇꯦꯛ ꯇꯧꯔꯤꯕꯁꯤꯡꯅ ꯁꯤꯖꯤꯟꯅꯕ ꯌꯥꯕꯥ ꯑꯣꯔꯒꯥꯅꯥꯏꯖꯦꯁꯟꯒꯤ ꯅꯦꯠꯋꯥꯔꯛ ꯑꯃꯁꯨꯡ ꯁꯤꯁꯇꯦꯝꯁꯤꯡꯒꯤ ꯃꯅꯨꯡꯗ ꯂꯩꯕ ꯑꯋꯥꯠꯄ ꯑꯃꯁꯨꯡ ꯈꯨꯗꯣꯡꯊꯤꯅꯤꯉꯥꯏ ꯑꯣꯏꯕꯁꯤꯡ ꯈꯪꯗꯣꯛꯄꯗ ꯃꯇꯦꯡ ꯄꯥꯡꯏ꯫ ꯈꯨꯠꯂꯥꯏꯁꯤꯡ ꯑꯁꯤꯅ ꯁꯥꯏꯕꯔ ꯑꯦꯇꯦꯛꯁꯤꯡ ꯁꯤꯃꯨꯂꯦꯠ ꯇꯧꯏ ꯑꯃꯁꯨꯡ ꯐꯪꯂꯤꯕꯥ ꯈꯨꯗꯣꯡꯊꯤꯕꯁꯤꯡꯒꯤ ꯑꯀꯨꯞꯄꯥ ꯔꯤꯄꯣꯔꯠ ꯑꯃꯥ ꯄꯤꯔꯤ, ꯃꯗꯨꯅꯥ ꯑꯣꯔꯒꯥꯅꯥꯏꯖꯦꯁꯟ ꯑꯗꯨꯅ ꯃꯈꯣꯏꯕꯨ ꯀꯣꯛꯍꯟꯕ ꯉꯝꯍꯜꯂꯤ꯫ ꯊꯥꯔꯠ ꯄꯥꯔꯇꯤ ꯔꯤꯛꯁꯁꯤꯡ ꯑꯦꯁꯦꯁ ꯇꯧꯕꯥ: ꯑꯣꯔꯒꯥꯅꯥꯏꯖꯦꯁꯟꯁꯤꯡꯅ ꯑꯌꯥꯝꯕꯅ ꯊꯥꯔꯠꯄꯥꯔꯇꯤ ꯚꯦꯟꯗꯔꯁꯤꯡ ꯑꯃꯁꯨꯡ ꯄꯥꯔꯠꯅꯔꯁꯤꯡꯒꯥ ꯊꯕꯛ ꯇꯧꯃꯤꯟꯅꯩ꯫ ꯄꯥꯔꯇꯤꯁꯤꯡ ꯑꯁꯤꯅꯥ ꯊꯝꯂꯤꯕ ꯁꯦꯀ꯭ꯌꯨꯔꯤꯇꯤꯒꯤ ꯊꯧꯔꯥꯡꯁꯤꯡ ꯑꯃꯁꯨꯡ ꯃꯈꯣꯏꯒ ꯗꯦꯇꯥ ꯁꯦꯌꯔ ꯇꯧꯕꯒ ꯃꯔꯤ ꯂꯩꯅꯕꯥ ꯈꯨꯗꯣꯡꯊꯤꯕꯁꯤꯡ ꯑꯁꯤ ꯌꯦꯡꯁꯤꯟꯕ ꯑꯁꯤ ꯌꯥꯝꯅ ꯃꯔꯨꯑꯣꯏ꯫ ꯑꯦꯛꯁꯦꯁ ꯀꯟꯇ꯭ꯔꯣꯜꯁꯤꯡ ꯔꯤꯚꯤꯌꯨ ꯇꯧꯕ: ꯃꯐꯝꯗꯨꯗ ꯂꯩꯔꯤꯕ ꯑꯦꯛꯁꯦꯁ ꯀꯟꯇ꯭ꯔꯣꯜꯁꯤꯡ, ꯍꯥꯏꯕꯗꯤ ꯄꯥꯁꯋꯥꯔꯗ ꯄ꯭ꯔꯣꯇꯦꯛꯁꯟ, ꯃꯜꯇꯤ-ꯐꯦꯛꯇꯔ ꯑꯣꯊꯦꯟꯇꯤꯀꯦꯁꯟ, ꯑꯃꯁꯨꯡ ꯏꯝꯄꯂꯣꯌꯤꯁꯤꯡꯅ ꯁꯦꯟꯁꯤꯇꯤꯚ ꯗꯦꯇꯥꯗꯥ ꯑꯦꯛꯁꯦꯁ ꯇꯧꯕꯥ ꯑꯁꯤꯅꯆꯤꯡꯕ ꯔꯤꯚꯤꯌꯨ ꯇꯧꯕꯁꯨ ꯌꯥꯝꯅ ꯃꯔꯨꯑꯣꯏ꯫ ꯈꯣꯡꯊꯥꯡꯁꯤꯡ ꯑꯁꯤꯗꯥ ꯑꯋꯥꯠꯄꯥ ꯑꯃꯠꯇꯥ ꯂꯩꯇ꯭ꯔꯕꯗꯤ ꯑꯣꯔꯒꯅꯥꯏꯖꯦꯁꯟ ꯑꯁꯤꯒꯤ ꯁꯥꯏꯕꯔ ꯑꯦꯇꯦꯛꯁꯤꯡꯒꯤ ꯈꯨꯗꯣꯡꯊꯤꯕ ꯍꯦꯟꯒꯠꯍꯟꯕ ꯌꯥꯏ꯫ ꯂꯣꯒꯁꯤꯡ ꯌꯦꯡꯁꯤꯟꯕ ꯑꯃꯁꯨꯡ ꯑꯦꯅꯥꯂꯥꯏꯖ ꯇꯧꯕ: ꯐꯥꯏꯌꯔꯋꯥꯜꯁꯤꯡ, ꯁꯔꯚꯔꯁꯤꯡ ꯑꯃꯁꯨꯡ ꯑꯇꯩ ꯁꯤꯁꯇꯦꯝꯁꯤꯡꯗꯒꯤ ꯂꯣꯒꯁꯤꯡ ꯌꯦꯡꯁꯤꯟꯕ ꯑꯃꯁꯨꯡ ꯑꯦꯅꯥꯂꯥꯏꯖ ꯇꯧꯕꯅ ꯑꯆꯝꯕ ꯊꯕꯛ ꯊꯧꯔꯝꯁꯤꯡ ꯑꯃꯁꯨꯡ ꯊꯣꯛꯄꯥ ꯌꯥꯕꯥ ꯁꯥꯏꯕꯔ ꯑꯦꯇꯦꯛꯁꯤꯡ ꯈꯪꯗꯣꯛꯄꯗ ꯃꯇꯦꯡ ꯄꯥꯡꯏ꯫ ꯑꯀꯤꯕ ꯄꯣꯛꯍꯟꯕ ꯌꯥꯕꯥ ꯊꯕꯛ ꯊꯧꯔꯝ ꯑꯃꯍꯦꯛꯇꯕꯨ ꯊꯤꯖꯤꯟꯒꯗꯕꯅꯤ ꯑꯃꯁꯨꯡ ꯈꯨꯗꯛꯇ ꯊꯦꯡꯅꯒꯗꯕꯅꯤ꯫ ꯏꯟꯁꯤꯗꯦꯟ ꯔꯦꯁꯄꯣꯟꯁ ꯄ꯭ꯂꯥꯟ ꯑꯃ ꯁꯦꯝꯕ: ꯑꯔꯣꯏꯕꯗ, ꯑꯣꯔꯒꯥꯅꯥꯏꯖꯦꯁꯟ ꯑꯗꯨꯅꯥ ꯁꯥꯏꯕꯔ ꯑꯦꯇꯦꯛ ꯑꯃꯗꯥ ꯀꯔꯝꯅ ꯔꯦꯁꯄꯣꯟꯁ ꯇꯧꯒꯅꯤ ꯍꯥꯏꯕꯗꯨ ꯇꯥꯛꯄ ꯏꯟꯁꯤꯗꯦꯟ ꯔꯦꯁ꯭ꯄꯣꯟꯁ ꯄ꯭ꯂꯥꯟ ꯑꯃ ꯂꯩꯕ ꯍꯥꯏꯕꯁꯤ ꯌꯥꯝꯅ ꯃꯔꯨꯑꯣꯏ꯫ ꯃꯁꯤꯗ ꯑꯦꯇꯦꯛ ꯑꯗꯨ ꯊꯤꯡꯅꯕꯥ, ꯗꯦꯇꯥ ꯔꯤꯀꯣꯚꯔ ꯇꯧꯅꯕ ꯑꯃꯁꯨꯡ ꯁꯣꯛꯍꯜꯂꯕ ꯄꯥꯔꯇꯤ ꯑꯃꯍꯦꯛꯇꯗꯥ ꯈꯪꯍꯟꯅꯕ ꯈꯣꯡꯊꯥꯡꯁꯤꯡ ꯌꯥꯎꯏ꯫ ꯈꯪꯖꯤꯟꯒꯗꯕ ꯑꯃꯅꯥ, ꯑꯣꯔꯒꯥꯅꯥꯏꯖꯦꯁꯟ ꯑꯃꯒꯤ ꯁꯥꯏꯕꯔ ꯑꯦꯇꯦꯛꯁꯤꯡꯒꯤ ꯈꯨꯗꯣꯡꯊꯤꯅꯤꯉꯥꯏ ꯑꯣꯏꯕ ꯃꯑꯣꯡ-ꯃꯇꯧꯁꯤꯡ ꯑꯁꯤ ꯑꯦꯁꯦꯁ ꯇꯧꯕꯗ, ꯑꯦꯁꯦꯇꯁꯤꯡ ꯑꯃꯁꯨꯡ ꯄꯣꯇꯦꯟꯁꯤꯑꯦꯜ ꯊ꯭ꯔꯦꯠꯁꯤꯡ ꯈꯪꯗꯣꯛꯄ, ꯍꯧꯖꯤꯛ ꯂꯩꯔꯤꯕ ꯁꯦꯛꯌꯨꯔꯤꯇꯤꯒꯤ ꯊꯧꯔꯥꯡꯁꯤꯡ ꯏꯚꯥꯜꯌꯨꯑꯦꯠ ꯇꯧꯕꯥ, ꯚꯂꯅꯦꯔꯦꯕꯤꯂꯤꯇꯤ ꯁ꯭ꯀꯦꯟ ꯑꯃꯁꯨꯡ ꯄꯦꯅꯦꯇꯔꯦꯁꯟ ꯇꯦꯁ꯭ꯇꯤꯡ ꯄꯥꯡꯊꯣꯛꯄꯥ, ꯊꯥꯔꯠ ꯄꯥꯔꯇꯤ ꯔꯤꯛꯁꯁꯤꯡ ꯑꯦꯁꯦꯁ ꯇꯧꯕꯥ, ꯑꯦꯛꯁꯦꯁ ꯀꯟꯇ꯭ꯔꯣꯜꯁꯤꯡ ꯔꯤꯚꯤꯌꯨ ꯇꯧꯕ, ꯂꯣꯒꯁꯤꯡ ꯌꯦꯡꯁꯤꯟꯕ ꯑꯃꯁꯨꯡ ꯑꯦꯅꯥꯂꯥꯏꯖ ꯇꯧꯕ, ꯑꯃꯁꯨꯡ ꯏꯟꯁꯤꯗꯦꯟ ꯔꯦꯁꯄꯣꯟꯁ ꯄ꯭ꯂꯥꯟ ꯑꯃ ꯁꯦꯝꯕ ꯑꯁꯤ ꯌꯥꯎꯏ꯫